ꯃꯔꯨꯞ-ꯃꯄꯥꯡ ꯑꯣꯏꯕꯒꯤ ꯍꯤꯔꯝꯒꯤ ꯑꯀꯣꯌꯕꯗ ꯍꯧꯔꯛꯄ ꯑꯃꯁꯨꯡ ꯑꯔꯣꯏꯕ ꯑꯃ ꯂꯩꯕ ꯋꯥꯔꯤ ꯑꯃ ꯁꯦꯝꯒꯠꯄ꯫ ꯃꯇꯝ ꯑꯃꯗ ꯇꯨꯔꯦꯜꯒꯤ ꯃꯈꯥꯗ ꯂꯩꯕ ꯑꯄꯤꯛꯄ ꯈꯨꯡꯒꯪ ꯑꯃꯗ ꯇꯤꯝ ꯑꯃꯁꯨꯡ ꯕꯦꯟ ꯀꯧꯕ ꯅꯍꯥ ꯑꯣꯏꯔꯤꯕ ꯅꯨꯄꯥꯃꯆꯥ ꯑꯅꯤ ꯂꯩꯔꯝꯃꯤ꯫ ꯇꯤꯝ ꯑꯃꯥ ꯇꯤꯝ ꯁꯤ ꯂꯥꯡꯇꯛꯅꯕ ꯑꯃꯁꯨꯡ ꯊꯨꯅ ꯌꯥꯡꯅ ꯆꯠꯄ ꯅꯨꯄꯥꯃꯆꯥ ꯑꯃꯅꯤ, ꯑꯗꯨꯒ ꯕꯦꯟ ꯑꯁꯤ ꯃꯤꯅꯨꯡꯁꯤ ꯂꯩꯕ ꯑꯃꯁꯨꯡ ꯑꯦꯗꯚꯦꯟꯆꯔ ꯑꯣꯏꯕ ꯃꯤꯁꯛ ꯑꯃꯅꯤ꯫ ꯃꯈꯣꯌꯒꯤ ꯇꯣꯉꯥꯟ ꯇꯣꯉꯥꯟꯕ ꯄꯔꯁꯣꯅꯦꯂꯤꯇꯤ ꯂꯩꯔꯕꯁꯨ ꯃꯈꯣꯌ ꯈ꯭ꯋꯥꯏꯗꯒꯤ ꯐꯕ ꯃꯔꯨꯞ ꯑꯣꯏꯈꯤ ꯑꯃꯁꯨꯡ ꯄꯨꯝꯅꯃꯛ ꯄꯨꯟꯅ ꯇꯧꯃꯤꯟꯅꯈꯤ꯫ ꯃꯈꯣꯌꯅ ꯇꯨꯔꯦꯜꯁꯤꯡꯗ ꯁꯥꯡꯂꯕ ꯈꯣꯡꯆꯠꯁꯤꯡ ꯆꯠꯈꯤ, ꯃꯅꯥꯛ ꯅꯛꯄ ꯎꯃꯪꯁꯤꯡ ꯌꯦꯡꯁꯤꯟꯈꯤ ꯑꯃꯁꯨꯡ ꯇꯨꯔꯦꯜꯒꯤ ꯃꯅꯥꯛꯇ ꯐꯝꯗꯨꯅ ꯄꯨꯡ ꯀꯌꯥ ꯂꯦꯞꯇꯨꯅ ꯃꯈꯣꯌꯒꯤ ꯃꯪꯂꯥꯟꯒꯤ ꯃꯪꯂꯥꯟꯁꯤꯡ ꯑꯃꯁꯨꯡ ꯑꯄꯥꯝꯕꯁꯤꯡꯒꯤ ꯃꯔꯝꯗ ꯋꯥꯔꯤ ꯁꯥꯅꯈꯤ꯫ ꯅꯨꯃꯤꯠ ꯑꯃꯗ ꯇꯤꯝ ꯑꯃꯁꯨꯡ ꯕꯦꯟꯅ ꯆꯠꯊꯣꯛ-ꯆꯠꯁꯤꯟ ꯇꯧꯕ ꯃꯇꯝꯗ ꯃꯈꯣꯌꯅ ꯇꯨꯔꯦꯜꯗ ꯂꯩꯕ ꯑꯉꯛꯄ ꯒꯨꯍꯥ ꯑꯃꯗ ꯃꯁꯥ ꯃꯊꯟꯇ ꯂꯩꯖꯕ ꯑꯍꯜ ꯑꯃꯒꯤ ꯃꯔꯗ ꯇꯥꯈꯤ꯫ ꯈꯨꯡꯒꯪꯒꯤ ꯃꯤꯁꯤꯡꯒꯤ ꯃꯇꯨꯡ ꯏꯟꯅ ꯑꯍꯜ ꯑꯣꯏꯔꯕ ꯃꯤꯑꯣꯏ ꯑꯗꯨꯗ ꯂꯣꯠꯇꯨꯅ ꯂꯩꯔꯤꯕ ꯂꯟ-ꯊꯨꯝ ꯑꯃ ꯂꯩꯔꯝꯃꯤ, ꯃꯗꯨ ꯐꯪꯂꯕ ꯃꯤꯑꯣꯏ ꯑꯃꯗ ꯅꯨꯡꯉꯥꯏꯕ ꯑꯃꯁꯨꯡ ꯂꯟ-ꯊꯨꯝ ꯄꯨꯔꯛꯏ ꯍꯥꯌꯅ ꯍꯥꯌꯅꯩ꯫ ꯇꯤꯝ ꯑꯃꯁꯨꯡ ꯕꯦꯟꯅ ꯂꯟ-ꯊꯨꯝ ꯑꯗꯨ ꯊꯤꯟꯕ ꯑꯦꯗꯚꯦꯟꯆꯔ ꯑꯃꯗ ꯆꯠꯅꯕ ꯋꯥꯔꯦꯞ ꯂꯧꯈꯤ꯫ ꯃꯈꯣꯌꯅ ꯆꯥꯅꯕ ꯑꯃꯁꯨꯡ ꯁꯄꯂꯥꯏ ꯈꯔꯥ ꯊꯝꯗꯨꯅ ꯑꯌꯨꯛ ꯑꯉꯟꯕꯗ ꯆꯠꯈꯤ꯫ ꯈꯣꯡꯆꯠ ꯑꯗꯨ ꯌꯥꯝꯅ ꯁꯥꯡꯏ ꯑꯃꯁꯨꯡ ꯊꯋꯥꯌ ꯌꯥꯑꯣꯅ ꯆꯠꯈꯤ, ꯃꯔꯨꯞ ꯑꯅꯤꯅꯥ ꯂꯝꯕꯤꯗ ꯑꯊꯤꯡꯕ ꯀꯌꯥ ꯊꯦꯡꯅꯈꯤ꯫ ꯃꯈꯣꯌꯅ ꯌꯥꯡꯅ ꯆꯦꯜꯂꯤꯕ ꯇꯨꯔꯦꯜꯁꯤꯡ ꯂꯥꯟꯊꯣꯛꯄ, ꯑꯀꯛꯅꯕ ꯂꯝꯗꯝꯁꯤꯡꯗ ꯆꯦꯟꯕ ꯑꯃꯁꯨꯡ ꯑꯀꯛꯅꯕ ꯎꯃꯪꯁꯤꯡꯗ ꯆꯠꯄꯥ ꯃꯊꯧ ꯇꯥꯈꯤ꯫ ꯑꯗꯨꯕꯨ ꯃꯈꯣꯌꯅ ꯀꯩꯗꯧꯉꯩꯗꯁꯨ ꯊꯥꯖꯕ ꯊꯝꯈꯤꯗꯦ ꯑꯃꯁꯨꯡ ꯑꯔꯨꯕ ꯃꯇꯝ ꯑꯗꯨꯗ ꯃꯇꯝ ꯄꯨꯝꯅꯃꯛꯇ ꯑꯃꯅ ꯑꯃꯕꯨ ꯃꯇꯦꯡ ꯄꯥꯡꯈꯤ꯫ ꯃꯈꯣꯌꯅ ꯃꯈꯣꯌꯒꯤ ꯆꯥꯅꯕ ꯑꯃꯁꯨꯡ ꯏꯁꯤꯡ ꯌꯦꯟꯊꯣꯛꯈꯤ ꯑꯃꯁꯨꯡ ꯃꯈꯣꯌꯒꯤ ꯃꯅꯨꯡꯗ ꯑꯃꯅ ꯋꯥꯈꯜ ꯅꯨꯡꯉꯥꯏꯇꯕ ꯐꯥꯑꯣꯔꯛꯄ ꯃꯇꯝꯗ ꯑꯇꯣꯞꯄ ꯑꯃꯅ ꯃꯍꯥꯛꯄꯨ ꯃꯈꯥ ꯇꯥꯅ ꯆꯠꯊꯅꯕ ꯄꯨꯛꯅꯤꯡ ꯊꯧꯒꯠꯂꯝꯃꯤ꯫ ꯑꯔꯣꯏꯕꯗ ꯅꯨꯃꯤꯠ ꯀꯌꯥꯅꯤ ꯆꯠꯂꯒ ꯇꯤꯝ ꯑꯃꯁꯨꯡ ꯕꯦꯟ ꯑꯍꯜ ꯑꯣꯏꯔꯕ ꯃꯤꯑꯣꯏ ꯑꯗꯨꯒꯤ ꯒꯨꯍꯥꯗ ꯌꯧꯔꯛꯈꯤ꯫ ꯒꯨꯍꯥ ꯑꯗꯨꯒꯤ ꯃꯅꯨꯡꯗ ꯑꯃꯝꯕ ꯑꯃꯁꯨꯡ ꯇꯔꯨ ꯇꯅꯥꯟꯕ ꯃꯐꯝ ꯑꯃ ꯂꯩꯔꯝꯃꯤ, ꯅꯨꯡꯁꯤꯠ ꯑꯗꯨ ꯃꯩꯁꯥꯒꯤ ꯃꯩꯁꯥꯅ ꯊꯜꯂꯝꯃꯤ꯫ ꯑꯍꯜ ꯑꯗꯨꯅ ꯑꯆꯧꯕ ꯁꯤꯜ ꯑꯃꯗ ꯐꯝꯗꯨꯅ ꯂꯩꯔꯝꯃꯤ, ꯃꯗꯨꯒꯤ ꯃꯊꯛꯇ ꯁꯔꯨ ꯇꯥꯡ ꯑꯃꯁꯨꯡ ꯑꯁꯣꯛꯄ ꯃꯩꯆꯥꯛꯁꯤꯡꯅ ꯀꯨꯞꯁꯤꯜꯂꯝꯃꯤ꯫ ꯇꯤꯝ ꯑꯃꯁꯨꯡ ꯕꯦꯟꯅ ꯃꯍꯥꯛꯀꯤ ꯃꯅꯥꯛꯇ ꯂꯥꯛꯈꯤ ꯑꯃꯁꯨꯡ ꯂꯟ-ꯊꯨꯃꯝꯒꯤ ꯃꯔꯝꯗ ꯍꯪꯈꯤ꯫ ꯑꯍꯜ ꯑꯗꯨꯅ ꯃꯈꯣꯌꯕꯨ ꯂꯧꯁꯤꯡ ꯂꯩꯕ, ꯑꯍꯜ ꯑꯣꯏꯔꯕ ꯃꯤꯠꯌꯦꯡ ꯑꯃꯒ ꯂꯣꯌꯅꯅ ꯌꯦꯡꯂꯒ ꯍꯥꯌꯔꯛꯏ, "ꯅꯈꯣꯌꯅ ꯊꯤꯔꯤꯕ ꯂꯟ-ꯊꯨꯝ ꯑꯁꯤ ꯁꯅꯥ ꯅꯠꯇ꯭ꯔꯒ ꯖꯨꯌꯦꯜꯗ ꯐꯪꯂꯣꯏ꯫ ꯃꯁꯤ ꯌꯥꯝꯅ ꯍꯦꯟꯅꯥ ꯃꯃꯜ ꯂꯩꯕ ꯄꯣꯠꯁꯛ ꯑꯃꯅꯤ꯫ ꯅꯈꯣꯌꯅ ꯑꯃꯒ ꯑꯃꯒ ꯁꯦꯌꯔ ꯇꯧꯅꯔꯤꯕ ꯃꯔꯨꯞ-ꯃꯄꯥꯡ ꯑꯣꯏꯕꯒꯤ ꯃꯔꯤ ꯑꯗꯨꯅꯤ꯫" ꯇꯤꯝ ꯑꯃꯁꯨꯡ ꯕꯦꯟꯅ ꯑꯍꯜ ꯑꯣꯏꯔꯕꯥꯃꯤꯁꯛ ꯑꯗꯨ ꯑꯆꯨꯝꯕꯅꯤ ꯍꯥꯌꯕ ꯈꯪꯈꯤ꯫ ꯃꯈꯣꯌꯅ ꯐꯪꯈꯤꯕ ꯈ꯭ꯋꯥꯏꯗꯒꯤ ꯃꯃꯜ ꯌꯥꯝꯂꯕ ꯂꯟ-ꯊꯨꯝ ꯑꯗꯨꯗꯤ ꯃꯈꯣꯌꯅ ꯑꯃꯒ ꯑꯃꯒ ꯂꯣꯌꯅꯅ ꯂꯩꯃꯤꯟꯅꯈꯤꯕ ꯃꯔꯨꯞ-ꯃꯄꯥꯡ ꯑꯣꯏꯕꯒꯤ ꯃꯔꯤ ꯑꯗꯨꯅꯤ꯫ ꯃꯈꯣꯌꯅ ꯍꯥꯟꯅꯗꯒꯤ ꯍꯦꯟꯅ ꯁꯦꯜ ꯌꯥꯝꯅꯥ ꯇꯥꯟꯗꯨꯅ ꯒꯨꯍꯥ ꯑꯗꯨꯗꯒꯤ ꯊꯣꯔꯛꯈꯤ꯫ ꯅꯨꯃꯤꯠ ꯑꯗꯨꯗꯒꯤ ꯍꯧꯅ ꯃꯈꯣꯌꯅ ꯃꯈꯣꯌꯒꯤ ꯃꯔꯨꯞ-ꯃꯄꯥꯡ ꯑꯣꯏꯕꯒꯤ ꯃꯔꯤ ꯑꯗꯨ ꯍꯦꯟꯅ ꯅꯨꯡꯁꯤꯖꯈꯤ ꯑꯃꯁꯨꯡ ꯃꯇꯝ ꯄꯨꯝꯅꯃꯛꯇ ꯑꯃꯅ ꯑꯃꯒꯤ ꯃꯇꯨꯡꯗ ꯂꯩꯒꯅꯤ ꯍꯥꯌꯕ ꯈꯇꯂꯗꯨꯅ ꯃꯈꯣꯌꯒꯤ ꯄꯨꯟꯁꯤ ꯑꯗꯨ ꯃꯄꯨꯡ ꯐꯥꯅ ꯍꯤꯡꯈꯤ꯫ ꯑꯔꯣꯏꯕꯗ ꯇꯤꯝ ꯑꯃꯁꯨꯡ ꯕꯦꯟꯅ ꯃꯈꯣꯌꯒꯤ ꯑꯦꯗꯚꯦꯟꯆꯔꯗ ꯃꯃꯜ ꯌꯥꯝꯂꯕ ꯋꯥꯐꯝ ꯑꯃ ꯐꯪꯂꯝꯃꯤ: ꯄꯨꯟꯁꯤ ꯆꯨꯞꯄ ꯂꯦꯡꯗꯅ ꯂꯩꯒꯗꯕ ꯃꯔꯨꯞ-ꯃꯄꯥꯡ ꯑꯣꯏꯕꯒꯤ ꯃꯔꯤ ꯑꯃ꯫